"ꯍꯦꯂꯣ", ꯀꯣꯗꯀꯤ ꯂꯥꯏꯟ ꯑꯁꯤꯒꯤ ꯏꯁꯨ ꯑꯁꯤ ꯏꯟꯇꯤꯖꯔ ꯚꯦꯔꯤꯑꯦꯕꯜ ꯑꯃꯗꯥ ꯁ꯭ꯇꯔꯤꯡ ꯚꯦꯂꯨ ꯑꯃꯥ (ꯍꯦꯂꯣ) ꯑꯦꯁꯥꯏꯟ ꯇꯧꯅꯕꯥ ꯍꯣꯠꯅꯕꯅꯤ꯫ ꯑꯗꯨꯝ ꯑꯣꯏꯅꯃꯛ ꯁ꯭ꯇꯔꯤꯡ ꯚꯦꯂꯨ ꯑꯃꯥ ꯏꯟꯇꯤꯖꯔ ꯚꯦꯔꯤꯑꯦꯕꯜ ꯑꯃꯗꯥ ꯑꯦꯁꯥꯏꯟ ꯇꯧꯕꯥ ꯌꯥꯗꯦ ꯃꯔꯝꯗꯤ ꯃꯈꯣꯏ ꯑꯁꯤ ꯇꯣꯉꯥꯟ-ꯇꯣꯉꯥꯟꯕꯥ ꯗꯦꯇꯥ ꯃꯈꯜꯁꯤꯡꯒꯤ ꯑꯣꯏ꯫ ꯏꯟꯇꯤꯌꯔꯁꯤꯡꯅꯥ ꯍꯣꯜ ꯅꯝꯕꯔ ꯈꯛꯇꯃꯛ ꯁ꯭ꯇꯣꯔ ꯇꯧꯕꯥ ꯌꯥꯏ, ꯑꯗꯨꯒꯥ ꯁꯇ꯭ꯔꯤꯡꯁꯤꯡꯅꯥ ꯇꯦꯛꯁ ꯅꯠꯇ꯭ꯔꯒ ꯀꯦꯔꯦꯛꯇꯔꯁꯤꯡ ꯊꯝꯕꯥ ꯌꯥꯏ꯫ ꯃꯔꯝ ꯑꯗꯨꯅꯥ ꯀꯣꯗꯀꯤ ꯂꯥꯏꯟ ꯑꯁꯤꯅꯥ ꯇꯥꯏꯞ ꯃꯤꯁꯇꯦꯠ ꯅꯠꯇ꯭ꯔꯒꯥ ꯑꯦꯁꯥꯏꯟꯃꯦꯟꯇ ꯑꯦꯔꯥꯔ ꯑꯃꯥ ꯊꯣꯛꯍꯟꯒꯅꯤ꯫ ꯑꯐꯕꯥ ꯃꯦꯟꯇꯦꯜ ꯍꯦꯜꯇ ꯊꯝꯅꯕꯒꯤꯗꯃꯛ, ꯔꯤꯂꯦꯛꯁꯦꯁꯟ ꯑꯃꯁꯨꯡ ꯁꯇ꯭ꯔꯦꯁ ꯍꯟꯊꯍꯟꯕꯥ ꯉꯝꯕꯥ ꯊꯕꯛ ꯊꯧꯔꯝꯁꯤꯡ, ꯍꯥꯏꯕꯗꯤ ꯃꯦꯗꯤꯇꯦꯁꯟ ꯅꯠꯇ꯭ꯔꯒꯥ ꯌꯣꯒꯥꯒꯤꯗꯃꯛ ꯃꯇꯝ ꯀꯥꯏꯊꯣꯛꯄꯥ꯫ ꯑꯦꯟꯗꯣꯔꯐꯤꯟ ꯔꯤꯂꯤꯁ ꯇꯧꯅꯕꯥ ꯑꯃꯁꯨꯡ ꯅꯍꯥꯛꯀꯤ ꯋꯥꯈꯜ ꯐꯒꯠꯍꯟꯅꯕꯥ ꯆꯥꯡ ꯅꯥꯏꯅꯥ ꯍꯛꯆꯥꯡ ꯁꯥꯖꯦꯜ ꯇꯧꯕꯥ꯫ ꯅꯨꯃꯤꯠ ꯈꯨꯗꯤꯡꯒꯤ ꯌꯥꯝꯗ꯭ꯔꯕꯗꯥ ꯄꯨꯡ ꯇꯔꯦꯠꯇꯒꯤ ꯅꯤꯄꯥꯟꯐꯥꯎꯕ ꯇꯨꯝꯕꯥ ꯉꯝꯅꯕꯥ ꯄꯥꯟꯗꯝ ꯊꯝꯗꯨꯅꯥ ꯍꯛꯆꯥꯡ ꯐꯕꯥ ꯑꯃꯁꯨꯡ ꯆꯥꯡ ꯅꯥꯏꯅꯥ ꯇꯨꯝꯕꯥ ꯃꯇꯝ ꯑꯃꯥ ꯁꯦꯝꯃꯨ꯫ ꯑꯇꯣꯞꯄꯁꯤꯡꯒꯥ ꯁꯝꯅꯍꯟꯕꯥ ꯑꯃꯁꯨꯡ ꯏꯃꯨꯡ-ꯃꯅꯨꯡ, ꯃꯔꯨꯞ-ꯃꯄꯥꯡꯁꯤꯡ ꯑꯃꯁꯨꯡ ꯊꯕꯛ ꯇꯧꯃꯤꯟꯅꯔꯤꯕꯁꯤꯡꯒꯥ ꯁꯄꯣꯔꯇꯤꯞ ꯑꯣꯏꯕꯥ ꯃꯔꯤꯁꯤꯡ ꯁꯦꯝꯒꯠꯂꯨ꯫ ꯃꯤꯀꯨꯞ ꯑꯗꯨꯗꯥ ꯅꯍꯥꯛꯅꯥ ꯂꯦꯞꯄꯥ ꯑꯃꯁꯨꯡ ꯑꯐꯕ ꯃꯤꯠꯌꯦꯡ ꯊꯝꯕꯗꯥ ꯃꯇꯦꯡ ꯄꯥꯡꯅꯕꯥ ꯃꯥꯏꯟꯗꯐ꯭ꯔꯦꯟꯒꯤ ꯄ꯭ꯔꯦꯛꯇꯤꯁ ꯃꯥꯏꯟꯗꯐ꯭ꯔꯦꯟꯒꯤ ꯄ꯭ꯔꯦꯛ ꯇꯧꯕꯥ꯫ ꯋꯥꯈꯜ ꯅꯨꯡꯉꯥꯏꯇꯕꯥ ꯑꯃꯁꯨꯡ ꯋꯥꯈꯜ ꯅꯨꯡꯉꯥꯏꯇꯕꯥ ꯍꯟꯊꯍꯟꯅꯕꯥ ꯁꯣꯁꯤꯑꯦꯜ ꯃꯤꯗꯤꯌꯥ ꯑꯃꯁꯨꯡ ꯇꯦꯛꯅꯣꯂꯣꯖꯤꯗꯒꯤ ꯕ꯭ꯔꯦꯛ ꯂꯧꯕꯥ꯫ ꯊꯕꯛ ꯅꯠꯇ꯭ꯔꯒꯥ ꯊꯧꯗꯥꯡꯁꯤꯡꯅꯥ ꯁꯣꯛꯍꯟꯗꯅꯕꯥ ꯅꯍꯥꯛꯀꯤ ꯃꯇꯝ ꯑꯗꯨ ꯏꯐꯦꯛꯇꯤꯞ ꯑꯣꯏꯅꯥ ꯃꯦꯅꯦꯖ ꯇꯧꯕꯤꯌꯨ꯫ "ꯅꯠꯇꯦ"ꯍꯥꯏꯕꯥ ꯇꯝꯁꯤꯜꯂꯨ ꯑꯃꯁꯨꯡ ꯅꯍꯥꯛꯀꯤ ꯋꯥꯈꯜꯒꯤ ꯍꯛꯁꯦꯜ ꯑꯃꯁꯨꯡ ꯅꯨꯡꯉꯥꯏ-ꯌꯥꯏꯐꯕꯥ ꯉꯥꯛꯊꯣꯛꯅꯕꯥ ꯉꯝꯈꯩꯁꯤꯡ ꯊꯝꯃꯨ꯫ ꯅꯍꯥꯛꯀꯤ ꯋꯥꯈꯜꯂꯣꯟ ꯑꯃꯁꯨꯡ ꯐꯤꯚꯝ ꯑꯗꯨ ꯐꯣꯡꯗꯣꯛꯅꯕꯥ ꯑꯃꯁꯨꯡ ꯅꯍꯥꯛꯀꯤ ꯏꯃꯣꯁꯟꯁꯤꯡ ꯑꯗꯨ ꯎꯠꯊꯣꯛꯅꯕ ꯖꯔꯅꯦꯜ ꯑꯃꯥ ꯊꯝꯃꯨ꯫ ꯀꯔꯤꯒꯨꯝꯕꯥ ꯅꯍꯥꯛꯅꯥ ꯗꯤꯄ꯭ꯔꯦꯁꯟ ꯅꯠꯇ꯭ꯔꯒꯥ ꯑꯦꯟꯖꯥꯏꯇꯤꯒꯤ ꯂꯥꯏꯑꯣꯡꯁꯤꯡ ꯊꯦꯡꯅꯔꯕꯗꯤ, ꯅꯠꯇ꯭ꯔꯒꯥ ꯅꯍꯥꯛꯀꯤ ꯃꯦꯟꯇꯦꯜ ꯍꯦꯜꯗ ꯃꯦꯅꯦꯖ ꯇꯧꯕꯗꯥ ꯁꯄꯣꯔꯠ ꯃꯊꯧ ꯇꯥꯔꯕꯗꯤ ꯄ꯭ꯔꯣꯐꯦꯁꯅꯦꯜꯒꯤ ꯃꯇꯦꯡ ꯂꯧꯒꯗꯕꯅꯤ꯫